ꯗꯦꯇꯥꯕꯦꯖ ꯑꯃꯗꯥ ꯂꯩꯕꯥ ꯑꯦꯟꯇꯤꯇꯤ ꯑꯅꯤ ꯅꯠꯇꯔꯒ ꯍꯦꯟꯕꯒꯤ ꯃꯔꯛꯇ ꯂꯩꯕꯥ ꯃꯔꯤ ꯑꯃꯥ ꯔꯤꯄꯔꯗꯛ ꯇꯧꯅꯕꯥ ꯀꯔꯤ ꯃꯈꯜꯒꯤ ꯗꯦꯇꯥ ꯁ꯭ꯇꯔꯛꯆꯔ ꯁꯤꯖꯤꯟꯅꯕꯥ ꯌꯥꯕꯒꯦ? ꯗꯦꯇꯥꯕꯦꯖ ꯑꯃꯗ ꯂꯩꯕꯥ ꯑꯦꯟꯇꯤꯇꯤ ꯑꯅꯤ ꯅꯠꯇꯔꯒ ꯍꯦꯟꯕꯒꯤ ꯃꯔꯛꯇ ꯂꯩꯕꯥ ꯃꯔꯤ ꯑꯃꯥ ꯔꯤꯄꯔꯗꯛ ꯇꯧꯅꯕꯥ ꯁꯤꯖꯤꯟꯅꯔꯤꯕꯥ ꯈ꯭ꯋꯥꯏꯗꯒꯤ ꯀꯃꯟ ꯑꯣꯏꯕ ꯗꯦꯇꯥ ꯁ꯭ꯇꯔꯛꯆꯔ ꯑꯃꯗꯤ ꯔꯤꯂꯦꯁꯅꯦꯜ ꯗꯦꯇꯥꯕꯦꯖ ꯃꯣꯗꯦꯜꯅꯤ꯫ ꯃꯣꯗꯦꯜ ꯑꯁꯤꯗꯥ ꯗꯦꯇꯥ ꯑꯁꯤ ꯇꯦꯕꯜꯁꯤꯡꯗꯥ ꯑꯣꯔꯒꯅꯥꯏꯖ ꯇꯧꯏ, ꯇꯦꯕꯜ ꯈꯨꯗꯤꯡꯃꯛꯇꯥ ꯔꯣ ꯑꯃꯁꯨꯡ ꯀꯣꯂꯝꯁꯤꯡꯒꯤ ꯁꯦꯠ ꯑꯃꯥ ꯌꯥꯎꯏ꯫ ꯇꯦꯕꯜꯁꯤꯡ ꯑꯁꯤꯅ ꯑꯦꯟꯇꯤꯇꯤꯁꯤꯡ ꯔꯤꯄꯔꯖꯦꯟ ꯇꯧꯔꯤ, ꯑꯗꯨꯒꯥ ꯀꯣꯂꯝꯁꯤꯡꯅ ꯑꯦꯟꯇꯤꯇꯤ ꯑꯗꯨꯒꯤ ꯑꯦꯇꯔꯤꯕ꯭ꯌꯨꯠꯁꯤꯡ ꯔꯤꯄꯔꯖꯦꯟ ꯇꯧꯔꯤ꯫ ꯃꯥꯏꯀꯩ ꯑꯃꯔꯣꯝꯗ ꯔꯣꯁꯤꯡꯅꯥ ꯔꯦꯀꯣꯔꯗꯁꯤꯡ ꯑꯗꯨ ꯔꯤꯄꯔꯖꯦꯟꯠ ꯇꯧꯔꯤ꯫ ꯑꯦꯟꯇꯤꯇꯤꯁꯤꯡꯒꯤ ꯃꯔꯛꯇꯥ ꯂꯩꯔꯤꯕꯥ ꯃꯔꯤꯁꯤꯡ ꯔꯤꯄꯔꯖꯦꯟꯇ ꯇꯧꯅꯕꯥ ꯐꯣꯔꯦꯟ ꯀꯤ ꯑꯃꯥ ꯁꯤꯖꯤꯟꯅꯕ ꯌꯥꯏ꯫ ꯐꯣꯔꯦꯟ ꯀꯤ ꯍꯥꯏꯕꯁꯤ ꯑꯇꯣꯞꯄꯥ ꯇꯦꯕꯜ ꯑꯃꯗ ꯂꯩꯕꯥ ꯄ꯭ꯔꯥꯏꯃꯥꯔꯤ ꯀꯤ ꯑꯗꯨꯕꯨ ꯇꯥꯛꯄꯥ ꯇꯦꯕꯜ ꯑꯃꯗꯥ ꯂꯩꯕꯥ ꯀꯣꯂꯝ ꯅꯠꯇꯔꯒꯥ ꯀꯣꯂꯝꯁꯤꯡꯒꯤ ꯁꯦꯠ ꯑꯃꯅꯤ꯫ ꯃꯁꯤꯅꯥ ꯇꯦꯕꯜ ꯑꯅꯤꯒꯤ ꯃꯔꯛꯇꯥ ꯂꯤꯡ ꯑꯃꯥ ꯁꯦꯝꯃꯤ, ꯃꯁꯤꯅ ꯗꯦꯇꯥ ꯑꯗꯨ ꯏꯐꯤꯁꯤꯑꯦꯟꯠ ꯑꯣꯏꯅꯥ ꯑꯦꯛꯁꯦꯁ ꯇꯧꯕꯥ ꯑꯃꯁꯨꯡ ꯖꯣꯏꯟꯠ ꯇꯧꯕꯥ ꯌꯥꯍꯜꯂꯤ꯫ ꯑꯦꯟꯇꯤꯇꯤꯁꯤꯡꯒꯤ ꯃꯔꯛꯇ ꯂꯩꯔꯤꯕ ꯃꯔꯤꯁꯤꯡ ꯔꯤꯄꯔꯖꯦꯟꯠ ꯇꯧꯕꯗ ꯁꯤꯖꯤꯟꯅꯕꯥ ꯌꯥꯕꯥ ꯑꯇꯣꯞꯄ ꯗꯦꯇꯥ ꯁ꯭ꯇꯔꯛꯆꯔꯁꯤꯡꯒꯤ ꯃꯅꯨꯡꯗꯥ ꯒ꯭ꯔꯥꯐ ꯗꯦꯇꯥꯕꯦꯖꯁꯤꯡ ꯌꯥꯎꯔꯤ, ꯃꯐꯝ ꯑꯗꯨꯗꯥ ꯅꯣꯗꯁꯤꯡꯅꯥ ꯑꯦꯟꯇꯤꯇꯤꯁꯤꯡ ꯔꯤꯄꯔꯖꯦꯟꯇ ꯇꯧꯔꯤ ꯑꯃꯁꯨꯡ ꯑꯦꯖꯁꯤꯡꯅ ꯃꯔꯤꯁꯤꯡ ꯔꯤꯄꯔꯖꯦꯟꯇ ꯇꯧꯔꯤ, ꯑꯃꯁꯨꯡ ꯑꯣꯕꯖꯦꯛꯇ-ꯑꯣꯔꯤꯑꯦꯟꯇꯦꯗ ꯗꯦꯇꯥꯕꯦꯖꯁꯤꯡ, ꯃꯐꯝ ꯑꯗꯨꯗꯥ ꯑꯣꯕꯖꯦꯛꯇꯁꯤꯡꯅ ꯑꯦꯟꯇꯤꯇꯤꯁꯤꯡ ꯔꯤꯄꯔꯖꯦꯟꯠ ꯇꯧꯔꯤ ꯑꯃꯁꯨꯡ ꯃꯔꯤꯁꯤꯡ ꯑꯁꯤ ꯑꯣꯕꯖꯦꯛꯠꯁꯤꯡꯒꯤ ꯃꯔꯛꯇ ꯂꯩꯔꯤꯕꯥ ꯃꯔꯤ ꯑꯗꯨꯅ ꯂꯦꯞꯊꯣꯛꯏ꯫ ꯃꯩ ꯊꯥꯅꯕꯥ ꯁꯤꯖꯤꯟꯅꯕꯥ ꯌꯥꯕꯥ ꯄꯣꯠꯁꯛ ꯃꯉꯥꯒꯤ ꯃꯃꯤꯡ ꯊꯣꯟꯕꯤꯌꯨ꯫ ꯃꯦꯆꯁꯤꯡ: ꯃꯦꯆꯁꯤꯡ ꯑꯁꯤ ꯃꯩ ꯊꯥꯅꯕꯥ ꯈ꯭ꯋꯥꯏꯗꯒꯤ ꯀꯃꯟ ꯑꯣꯏꯕꯥ ꯈꯨꯠꯂꯥꯏꯁꯤꯡꯒꯤ ꯃꯅꯨꯡꯗꯥ ꯑꯃꯅꯤ ꯃꯔꯝꯗꯤ ꯃꯈꯣꯏꯒꯤ ꯄꯣꯔꯇꯦꯕꯤꯂꯤꯇꯤ ꯑꯃꯁꯨꯡ ꯁꯤꯖꯤꯟꯅꯕꯗ ꯂꯥꯏꯕ ꯗꯤꯖꯥꯏꯟ ꯑꯁꯤꯅꯤ꯫ ꯂꯥꯏꯇꯔ: ꯂꯥꯏꯇꯔ ꯍꯥꯏꯕꯁꯤ ꯑꯇꯣꯞꯄ ꯌꯥꯝꯅꯥ ꯈꯨꯗꯣꯡꯆꯥꯕꯥ ꯐꯥꯏꯔ ꯁ꯭ꯇꯥꯔꯇꯔ ꯑꯃꯅꯤ, ꯃꯁꯤꯅꯥ ꯃꯩ ꯆꯥꯛꯄꯥ ꯐ꯭ꯂꯨꯏꯗ ꯅꯠꯇꯔꯒ ꯒ꯭ꯌꯥꯁꯀꯤ ꯁ꯭ꯇꯔꯤꯝ ꯑꯃꯥ ꯊꯥꯗꯣꯛꯇꯨꯅꯥ ꯃꯩ ꯊꯥꯗꯨꯅꯥ ꯊꯕꯛ ꯇꯧꯏ꯫ ꯐ꯭ꯂꯤꯟꯇ ꯑꯃꯁꯨꯡ ꯁ꯭ꯇꯤꯜ: ꯃꯁꯤ ꯃꯩ ꯆꯥꯛꯄꯒꯤ ꯇ꯭ꯔꯦꯗꯤꯁꯅꯦꯜ ꯃꯦꯊꯗ ꯑꯃꯅꯤ, ꯃꯁꯤꯗꯥ ꯑꯀꯟꯕꯥ, ꯀꯥꯔꯕꯣꯟ ꯌꯥꯝꯅ ꯌꯥꯎꯕ ꯁ꯭ꯇꯤꯜ ꯑꯃꯥ ꯐ꯭ꯂꯤꯟꯇꯀꯤ ꯁꯔꯨꯛ ꯑꯃꯗꯥ ꯁꯣꯛꯍꯟꯗꯨꯅ ꯇꯤꯟꯗꯔ ꯃꯩ ꯊꯥꯕ ꯉꯝꯕꯥ ꯁ꯭ꯄꯥꯔꯛꯁꯤꯡ ꯊꯣꯛꯍꯜꯂꯤ꯫ ꯐꯥꯏꯌꯔ ꯁ꯭ꯇꯥꯔꯇꯔ: ꯇꯣꯉꯥꯟ-ꯇꯣꯉꯥꯟꯕꯥ ꯃꯈꯜꯒꯤ ꯐꯥꯏꯔꯁ꯭ꯇꯥꯔꯁꯤꯡ ꯂꯩ, ꯃꯈꯣꯏ ꯑꯁꯤ ꯑꯌꯥꯝꯕꯅꯥ ꯀꯝꯄꯔꯦꯁꯟ ꯇꯧꯔꯕꯥ ꯁꯣꯗꯁ꯭ꯠ ꯑꯃꯁꯨꯡ ꯋꯥꯛꯁꯇꯒꯤ ꯁꯦꯝꯕꯥ ꯑꯄꯤꯛꯄꯥ ꯕ꯭ꯂꯣꯛ ꯅꯠꯇꯔꯒ ꯁ꯭ꯇꯤꯛꯁꯤꯡꯒꯤ ꯃꯑꯣꯡꯗ ꯂꯩ, ꯃꯈꯣꯏ ꯑꯁꯤ ꯐꯖꯅ ꯃꯩ ꯊꯥꯕꯥ ꯌꯥꯏ ꯑꯃꯁꯨꯡ ꯃꯩ ꯆꯥꯛꯄꯗꯥ ꯃꯇꯦꯡ ꯄꯥꯡꯅꯕ ꯃꯤꯅꯤꯠ ꯀꯌꯥ ꯃꯩ ꯆꯥꯛꯄꯥ ꯌꯥꯏ꯫ ꯃꯦꯒ꯭ꯅꯤꯐꯥꯏꯌꯤꯡ ꯒ꯭ꯂꯥꯁ: ꯃꯦꯒ꯭ꯅꯤꯐꯤꯌꯤꯡ ꯒ꯭ꯂꯥꯁ ꯑꯃꯥ ꯁꯤꯖꯤꯟꯅꯗꯨꯅ ꯅꯨꯃꯤꯠꯀꯤ ꯃꯉꯥꯜ ꯑꯗꯨ ꯑꯄꯤꯛꯄ ꯃꯐꯝ ꯑꯃꯗ ꯐꯣꯀꯁ ꯇꯧꯗꯨꯅ ꯇꯤꯟꯗꯔ ꯃꯩ ꯊꯥꯅꯕꯥ ꯃꯇꯤꯛ ꯆꯥꯕꯥ ꯍꯤꯠ ꯁꯦꯝꯕꯥ ꯌꯥꯏ꯫ ꯃꯁꯤꯒꯤ ꯄꯥꯝꯕꯩ ꯑꯁꯤ ꯅꯨꯃꯤꯠꯀꯤ ꯅꯨꯃꯤꯠ ꯑꯃꯥ ꯃꯊꯧ ꯇꯥꯏ ꯑꯃꯁꯨꯡ ꯈꯔꯥ ꯍꯦꯟꯅꯥ ꯑꯁꯥꯎꯕꯥ ꯆꯪꯕꯥ ꯌꯥꯏ, ꯑꯗꯨꯕꯨ ꯃꯁꯤ ꯈꯪꯕꯗꯥ ꯀꯥꯟꯅꯕꯥ ꯍꯩꯁꯤꯡꯕꯥ ꯑꯃꯅꯤ꯫